ꯂꯟꯗꯟꯒꯤ ꯑꯀꯣꯏꯕꯒꯤ ꯐꯤꯕꯝꯒꯤ ꯔꯤꯚꯤꯌꯨ ꯑꯃꯥ ꯌꯦꯡꯁꯤ꯫ ꯂꯟꯗꯟ ꯌꯨꯅꯥꯏꯇꯦꯗ ꯀꯤꯡꯗꯝꯒꯤ ꯀꯦꯄꯤꯇꯦꯜ ꯑꯁꯤ ꯊꯥꯖꯕꯥ ꯌꯥꯗꯕꯥ ꯃꯑꯣꯡꯗꯥ ꯌꯥꯝꯅꯥ ꯂꯤꯔꯕꯥ ꯄꯨꯋꯥꯔꯤ ꯑꯃꯁꯨꯡ ꯁꯦꯜ-ꯊꯨꯝꯒꯤ ꯐꯤꯚꯝ ꯐꯒꯠꯂꯛꯂꯤꯕꯥ ꯃꯥꯂꯦꯝꯒꯤ ꯁꯍꯔ ꯑꯃꯅꯤ꯫ ꯃꯥꯂꯦꯝꯒꯤ ꯑꯇꯣꯞꯄꯥ ꯑꯆꯧꯕꯥ ꯁꯍꯔ ꯑꯃꯒꯨꯝꯅꯥ, ꯂꯟꯗꯟ ꯑꯁꯤ ꯆꯍꯤ ꯀꯌꯥꯗꯒꯤ ꯑꯀꯣꯏꯕꯒꯤ ꯐꯤꯕꯝꯒꯤ ꯃꯔꯨꯑꯣꯏꯕꯥ ꯁꯤꯡꯅꯕꯥ ꯀꯌꯥ ꯃꯥꯌꯣꯛꯅꯒꯗꯧꯔꯤ, ꯃꯗꯨꯗꯤ ꯑꯆꯧꯕꯥ ꯑꯦꯌꯔ ꯄꯣꯂꯨꯁꯟꯗꯒꯤ ꯍꯧꯔꯒꯥ ꯀꯥꯔꯕꯣꯟ ꯊꯥꯗꯣꯛꯄꯒꯤ ꯆꯥꯡ ꯍꯦꯅꯒꯠꯂꯛꯄ ꯐꯥꯎꯕꯥꯅꯤ꯫ ꯑꯥꯔꯇꯤꯀꯜ ꯑꯁꯤꯅꯥ ꯂꯟꯗꯟꯒꯤ ꯍꯧꯖꯤꯛ ꯑꯣꯏꯔꯤꯕꯥ ꯑꯀꯣꯏꯕꯒꯤ ꯐꯤꯕꯝꯒꯤ ꯃꯇꯥꯡꯗꯥ ꯋꯥꯔꯣꯜ ꯑꯃꯥ ꯄꯤꯅꯕꯥ ꯄꯥꯟꯗꯝ ꯊꯝꯂꯤ꯫ ꯁꯍꯔ ꯑꯁꯤ ꯑꯦꯌꯔ ꯄꯣꯂꯨꯁꯟꯒꯤ ꯁꯃꯁ꯭ꯌꯥꯁꯤꯡꯒꯤꯗꯃꯛꯇꯥ ꯃꯃꯤꯡ ꯆꯠꯂꯤ ꯑꯃꯁꯨꯡ ꯔꯤꯄꯣꯔꯠ ꯀꯌꯥ ꯑꯃꯅꯥ ꯂꯟꯗꯟꯗꯥ ꯑꯦꯌꯔ ꯄꯣꯂꯨꯁꯟꯒꯤ ꯆꯥꯡ ꯑꯁꯤꯅꯥ ꯆꯍꯤ ꯈꯨꯗꯤꯡꯒꯤ ꯃꯇꯝ ꯆꯥꯗꯅꯥ ꯁꯤꯕꯥ ꯃꯤꯑꯣꯏ ꯂꯤꯁꯤꯡ ꯀꯌꯥ ꯊꯣꯛꯍꯜꯂꯤ ꯍꯥꯏꯅꯥ ꯇꯥꯛꯂꯤ꯫ ꯂꯟꯗꯟꯗꯥ ꯑꯦꯌꯔ ꯄꯣꯂꯨꯁꯟꯒꯤ ꯃꯔꯨꯑꯣꯏꯕꯥ ꯀꯟꯇ꯭ꯔꯤꯕ꯭ꯌꯨꯇꯔꯁꯤꯡꯒꯤ ꯃꯅꯨꯡꯗꯥ ꯅꯥꯏꯇ꯭ꯔꯣꯖꯦꯟ ꯑꯣꯛꯁꯥꯏꯗ ꯑꯃꯁꯨꯡ ꯄꯥꯔꯇꯤꯀ꯭ꯌꯨꯂꯦꯠ ꯃꯦꯇꯔꯁꯤꯡ ꯌꯥꯎꯔꯤ, ꯃꯈꯣꯏ ꯑꯅꯤꯃꯛ ꯑꯁꯤ ꯒꯥꯔꯤꯒꯤ ꯏꯃꯤꯁꯟ ꯑꯃꯁꯨꯡ ꯀꯟꯁꯇ꯭ꯔꯛꯁꯟꯒꯤ ꯊꯕꯛꯁꯤꯡꯅꯥ ꯃꯔꯝ ꯑꯣꯏꯗꯨꯅꯥ ꯑꯣꯏꯔꯤ꯫ ꯑꯦꯌꯔ ꯄꯣꯂꯨꯁꯟ ꯍꯟꯊꯍꯟꯅꯕꯥ ꯍꯣꯠꯅꯕꯗꯥ ꯂꯟꯗꯟꯒꯤ ꯃꯦꯌꯔꯅꯥ ꯂꯤꯁꯤꯡ ꯑꯅꯤ ꯇꯔꯃꯥꯄꯟꯗꯥ ꯑꯜꯇ꯭ꯔꯥ-ꯂꯣ ꯏꯃꯤꯁꯟ ꯖꯣꯟ ꯍꯧꯗꯣꯛꯈꯤ, ꯈꯣꯡꯊꯥꯡ ꯑꯁꯤꯅꯥ ꯁꯦꯟꯇ꯭ꯔꯦꯜ ꯂꯟꯗꯟꯗꯥ ꯄꯣꯂꯨꯁꯟ ꯊꯣꯛꯍꯟꯕꯥ ꯒꯥꯔꯤꯁꯤꯡ ꯁꯤꯖꯤꯟꯅꯕꯗꯥ ꯄꯨꯛꯅꯤꯡ ꯊꯧꯒꯠꯄꯥ, ꯃꯥꯡꯍꯟ ꯇꯥꯛꯍꯟꯕꯥ ꯌꯥꯕꯥ ꯏꯃꯤꯁꯟꯒꯤ ꯆꯥꯡ ꯍꯟꯊꯍꯟꯅꯕꯥ ꯄꯥꯟꯗꯝ ꯊꯝꯂꯤ꯫ ꯀꯥꯔꯕꯣꯟ ꯊꯥꯗꯣꯛꯄꯥ ꯑꯆꯧꯕꯥ ꯁꯍꯔ ꯑꯃꯥ ꯑꯣꯏꯅꯥ ꯂꯟꯗꯟꯗꯥ ꯀꯥꯔꯕꯣꯟ ꯊꯥꯗꯣꯛꯄꯒꯤ ꯆꯥꯡ ꯑꯁꯤ ꯌꯥꯝꯅꯥ ꯋꯥꯡꯏ, ꯃꯁꯤꯗꯥ ꯇ꯭ꯔꯥꯟꯁꯄꯣꯔꯠ ꯑꯃꯁꯨꯡ ꯍꯥꯎꯁꯤꯡ ꯁꯦꯛꯇꯔꯁꯤꯡꯅꯥ ꯑꯆꯧꯕꯥ ꯃꯇꯦꯡ ꯄꯥꯡꯂꯤ꯫ ꯁꯍꯔ ꯑꯁꯤꯅꯥ ꯀꯥꯔꯕꯣꯟ ꯊꯥꯗꯣꯛꯄꯥ ꯍꯟꯊꯍꯟꯅꯕꯥ ꯊꯕꯛ ꯄꯥꯏꯈꯠꯂꯤ ꯑꯃꯁꯨꯡ ꯂꯤꯁꯤꯡ ꯑꯅꯤ ꯇꯔꯃꯥꯄꯟꯗꯥ ꯂꯟꯗꯟꯒꯤ ꯃꯦꯌꯔꯅꯥ ꯐꯥꯎꯕꯗꯥ ꯂꯟꯗꯟ ꯑꯁꯤ ꯖꯤꯔꯣ-ꯀꯥꯔꯕꯣꯟ ꯁꯍꯔ ꯑꯃꯥ ꯑꯣꯏꯍꯟꯅꯕꯥ ꯑꯆꯧꯕꯥ ꯄꯥꯟꯗꯝ ꯑꯃꯥ ꯂꯥꯎꯊꯣꯛꯈꯤ, ꯑꯃꯣꯠꯄꯥ ꯃꯦꯅꯦꯖꯃꯦꯟꯇ ꯂꯟꯗꯅꯅꯥ ꯑꯇꯣꯞꯄꯥ ꯃꯤ ꯌꯥꯝꯅꯥ ꯇꯤꯟꯕꯥ ꯁꯍꯔ ꯑꯃꯒꯨꯝꯅꯥ ꯑꯆꯧꯕꯥ ꯑꯃꯣꯠꯄꯥ ꯑꯃꯥ ꯄꯨꯊꯣꯛꯏ꯫ ꯁꯍꯔ ꯑꯁꯤꯅꯥ ꯃꯈꯣꯏꯒꯤ ꯔꯤꯁꯥꯏꯀꯜ ꯇꯧꯕꯒꯤ ꯆꯥꯡ ꯍꯦꯟꯒꯠꯍꯟꯕꯗꯥ ꯃꯁꯛ ꯊꯣꯛꯄꯥ ꯈꯣꯡꯊꯥꯡ ꯀꯌꯥ ꯂꯧꯈꯠꯈ꯭ꯔꯦ, ꯑꯗꯨꯕꯨ ꯂꯦꯟꯗꯐꯤꯜꯁꯤꯡꯗꯥ ꯊꯥꯔꯛꯄꯥ ꯑꯃꯣꯠꯄꯁꯤꯡꯒꯤ ꯆꯥꯡ ꯍꯟꯊꯍꯟꯕꯗꯥ ꯍꯧꯖꯤꯛꯁꯨ ꯑꯍꯣꯡꯕꯥ ꯄꯨꯔꯛꯅꯕꯒꯤ ꯃꯐꯝ ꯂꯩꯔꯤ꯫ ꯄꯨꯝꯅꯃꯛ ꯑꯁꯤꯒꯤ ꯃꯊꯛꯇꯥ, ꯂꯟꯗꯟ ꯑꯁꯤ ꯑꯇꯣꯞꯄꯥ ꯑꯆꯧꯕꯥ ꯁꯍꯔ ꯑꯃꯒꯨꯝꯅꯥ ꯑꯀꯣꯏꯕꯒꯤ ꯐꯤꯕꯝꯒꯤ ꯁꯤꯡꯅꯕꯥ ꯀꯌꯥ ꯃꯥꯌꯣꯛꯅꯔꯤ, ꯃꯗꯨꯗꯥ ꯈꯨꯗꯛꯇꯥ ꯃꯤꯠꯌꯦꯡ ꯆꯪꯕꯥ ꯃꯊꯧ ꯇꯥꯏ꯫ ꯍꯥꯏꯔꯤꯕꯥ ꯁꯤꯡꯅꯕꯁꯤꯡ ꯑꯁꯤ ꯊꯦꯡꯅꯕꯗꯥ ꯃꯁꯛ ꯊꯣꯛꯄꯥ ꯄ꯭ꯔꯣꯒ꯭ꯔꯦꯁ ꯑꯃꯥ ꯂꯥꯛꯈ꯭ꯔꯕꯁꯨ, ꯂꯟꯗꯟ ꯑꯁꯤ ꯇꯨꯡ ꯀꯣꯏꯅꯥ ꯆꯠꯀꯗꯕꯥ ꯁꯍꯔ ꯑꯃꯥ ꯑꯣꯏꯍꯟꯅꯕꯥ ꯍꯧꯖꯤꯛꯁꯨ ꯊꯕꯛ ꯀꯌꯥ ꯑꯃꯥ ꯂꯩꯔꯤ꯫ ꯁꯍꯔ ꯑꯁꯤꯒꯤ ꯑꯦꯗꯃꯤꯅꯤꯁꯇ꯭ꯔꯦꯇꯔꯁꯤꯡꯅꯥ ꯑꯀꯣꯏꯕꯒꯤ ꯐꯤꯕꯝ ꯉꯥꯛ-ꯁꯦꯟꯅꯕꯥ ꯋꯥꯁꯛ ꯑꯃꯥ ꯎꯠꯂꯦ ꯑꯃꯁꯨꯡ ꯅꯥꯒꯔꯤꯛꯁꯤꯡꯅꯥ ꯃꯈꯥ ꯇꯥꯅꯥ ꯃꯇꯦꯡ ꯄꯥꯡꯕꯅꯥ ꯂꯟꯗꯟ ꯑꯁꯤ ꯑꯀꯣꯏꯕꯒꯤ ꯐꯤꯕꯝ ꯁꯣꯛꯍꯟꯗꯕꯥ ꯁꯍꯔ ꯑꯃꯥ ꯑꯣꯏꯕꯒꯤ ꯂꯝꯕꯤꯗꯥ ꯌꯥꯝꯅꯥ ꯐꯅꯥ ꯆꯠꯂꯤ꯫